ꯑꯥꯔꯇꯤꯐꯤꯁꯤꯑꯦꯜ ꯏꯟꯇꯤꯂꯤꯖ‌ꯦꯟꯁ ꯁꯤꯁ꯭ꯇꯦꯝ ꯑꯁꯤꯅ ꯏꯟ-ꯀꯦꯕꯤꯟ ꯀꯦꯃꯦꯔꯥ ꯑꯃꯁꯨꯡ ꯑꯍꯣꯡꯕ ꯀꯝꯄ꯭ꯌꯨꯇꯔ ꯚꯤꯖꯟ ꯑꯦꯜꯒꯣꯔꯤꯊꯝꯁꯤꯡ ꯁꯤꯖꯤꯟꯅꯗꯨꯅ ꯗ꯭ꯔꯥꯏꯚꯔꯁꯤꯡ ꯑꯃꯁꯨꯡ ꯄꯦꯁꯦꯟꯖꯔꯁꯤꯡꯒꯤ ꯐꯦꯁꯤꯑꯦꯜ ꯑꯦꯛꯁꯄ꯭ꯔꯦꯁꯟ, ꯚꯣꯏꯁ, ꯑꯃꯁꯨꯡ ꯕꯣꯗꯤ ꯂꯦꯡꯒꯨꯌꯦꯖꯁꯤꯡ ꯑꯦꯅꯥꯂꯥꯏꯖ ꯇꯧꯗꯨꯅ ꯃꯈꯣꯏꯒꯤ ꯏꯃꯣꯁꯟꯁꯤꯡ, ꯀꯣꯛꯅꯤꯇꯤꯕ ꯑꯃꯁꯨꯡ ꯐꯤꯖꯤꯀꯦꯜ ꯁ꯭ꯇꯦꯠꯁꯤꯡ ꯔꯤꯑꯦꯜ-ꯇꯥꯏꯝꯗ ꯈꯪꯗꯣꯛꯏ꯫ ꯏꯟꯐꯣꯔꯃꯦꯁꯟ ꯑꯁꯤ ꯃ꯭ꯌꯨꯖꯤꯛ ꯑꯃꯁꯨꯡ ꯇꯦꯝꯄꯦꯔꯦꯆꯔꯒꯨꯝꯕ ꯀꯦꯕꯤꯟ ꯁꯦꯇꯤꯡꯁꯤꯡ ꯄꯔꯁꯣꯅꯦꯂꯥꯏꯖ ꯇꯧꯗꯨꯅ ꯗ꯭ꯔꯥꯏꯚꯤꯡ ꯑꯦꯛꯁꯄꯤꯔꯤꯑꯦꯟꯁ ꯍꯦꯟꯒꯠꯍꯟꯅꯕ ꯁꯤꯖꯤꯟꯅꯕꯇ ꯅꯠꯇꯅ ꯗ꯭ꯔꯥꯏꯚꯔꯒꯤ ꯋꯥꯈꯜ ꯅꯨꯡꯉꯥꯏꯇꯕ, ꯄꯨꯛꯅꯤꯡ ꯆꯪꯕ, ꯑꯃꯁꯨꯡ ꯁ꯭ꯇꯔꯦꯁꯀꯤ ꯊꯥꯛꯁꯤꯡ ꯈꯪꯗꯣꯛꯇꯨꯅ ꯁꯦꯐꯇꯤ ꯐꯒꯠꯍꯟꯕꯗꯁꯨ ꯁꯤꯖꯤꯟꯅꯩ꯫ ꯃꯦꯁꯤꯟ ꯂꯔꯅꯤꯡ ꯑꯦꯜꯒꯣꯔꯤꯊꯝꯁꯤꯡꯒꯤ ꯈꯨꯗꯝ ꯑꯅꯤ ꯈꯪꯗꯣꯛꯄꯥ꯫ ꯃꯦꯁꯤꯟ ꯂꯔꯅꯤꯡ ꯑꯦꯜꯒꯣꯔꯤꯊꯝꯁꯤꯡꯒꯤ ꯈꯨꯗꯝ ꯑꯅꯤꯗꯤ: ꯗꯤꯁꯤꯖꯟ ꯇ꯭ꯔꯤꯁꯤꯡ: ꯃꯈꯣꯏ ꯑꯁꯤ ꯇꯣꯉꯥꯟ ꯇꯣꯉꯥꯟꯕ ꯃꯈꯜꯒꯤ ꯀ꯭ꯂꯥꯁꯤꯐꯤꯀꯦꯁꯟ ꯑꯃꯁꯨꯡ ꯄ꯭ꯔꯤꯗꯤꯛꯇꯤꯚ ꯇꯥꯁ꯭ꯛꯁꯤꯡꯗ ꯁꯤꯖꯤꯟꯅꯩ꯫ ꯃꯈꯣꯏ ꯑꯁꯤ ꯑꯦꯠꯔꯤꯕꯤꯎꯠ ꯚꯦꯜꯌꯨꯁꯤꯡꯗ ꯌꯨꯝꯐꯝ ꯑꯣꯏꯕ ꯗꯦꯇꯥꯒꯤ ꯔꯤꯀꯣꯔꯁꯤꯕ ꯁ꯭ꯄꯂꯤꯇꯤꯡ ꯑꯃꯒꯤ ꯈꯨꯠꯊꯥꯡꯗ ꯁꯦꯝꯒꯠꯂꯤ ꯑꯃꯁꯨꯡ ꯃꯇꯝ ꯑꯃꯗ ꯐꯤꯆꯔ ꯑꯃ ꯈꯟꯅꯗꯨꯅ ꯇꯝꯁꯤꯜꯂꯤ꯫ ꯅ꯭ꯌꯨꯔꯜ ꯅꯦꯇꯋꯥꯔꯛ: ꯃꯁꯤ ꯕꯥꯏꯑꯣꯂꯣꯖꯤꯀꯦꯜ ꯅꯔꯚꯁ ꯁꯤꯁ꯭ꯇꯦꯝ ꯑꯃꯒꯤ ꯊꯕꯛ ꯊꯧꯔꯝꯁꯤꯡ ꯌꯦꯡꯁꯤꯟꯅꯕ ꯁꯤꯖꯤꯟꯅꯕꯥ ꯑꯦꯜꯒꯣꯔꯤꯊꯝ ꯃꯈꯜ ꯑꯃꯅꯤ꯫ ꯃꯈꯣꯏ ꯑꯁꯤ ꯄꯦꯇꯔꯟ ꯔꯤꯀꯣꯒꯅꯤꯁꯟ ꯑꯃꯁꯨꯡ ꯗꯤꯞ ꯂꯔꯅꯤꯡꯒꯤ ꯂꯝꯗ ꯄꯥꯛ ꯁꯟꯅ ꯁꯤꯖꯤꯟꯅꯩ, ꯃꯐꯝ ꯑꯗꯨꯗ ꯏꯟꯄꯨꯠ ꯗꯦꯇꯥ ꯑꯁꯤ ꯑꯃꯒ ꯑꯃꯒ ꯁꯝꯅꯔꯕ ꯅꯣꯠꯁꯤꯡꯒꯤ ꯂꯦꯌꯔꯁꯤꯡꯒꯤ ꯈꯨꯠꯊꯥꯡꯗ ꯇ꯭ꯔꯥꯟꯁꯐꯣꯔꯝ ꯇꯧꯗꯨꯅ ꯑꯥꯎꯠꯄꯨꯠ ꯑꯃ ꯁꯦꯝꯃꯤ꯫ ꯇꯦꯛꯅꯣꯂꯣꯖꯤꯒꯤ ꯑꯍꯣꯡꯕ ꯑꯁꯤꯅ ꯃꯇꯧ ꯀꯔꯝꯅ ꯑꯦꯟꯇꯔꯇꯦꯟꯃꯦꯟꯇ ꯏꯟꯗꯁꯇ꯭ꯔꯤꯗ ꯑꯍꯣꯡꯕ ꯄꯨꯔꯛꯈꯤꯕꯒꯦ ꯍꯥꯏꯕꯗꯨ ꯈꯟꯕꯤꯌꯨ꯫ ꯇꯦꯛꯅꯣꯂꯣꯖꯤꯒꯤ ꯑꯍꯣꯡꯕ ꯑꯁꯤꯅ ꯑꯦꯟꯇꯔꯇꯦꯅꯃꯦꯟꯇ ꯏꯟꯗꯁ꯭ꯇꯔꯤꯗ ꯌꯥꯝꯅ ꯆꯥꯎꯅ ꯁꯥꯐꯨ ꯄꯤꯔꯦ, ꯑꯩꯈꯣꯏꯅ ꯇꯣꯉꯥꯟ ꯇꯣꯉꯥꯟꯕ ꯃꯈꯜꯒꯤ ꯃꯤꯗꯤꯌꯥ ꯀꯟꯖꯨꯝ ꯇꯧꯕ, ꯁꯦꯝꯒꯠꯄ ꯑꯃꯁꯨꯡ ꯌꯦꯟꯊꯣꯛꯄꯒꯤ ꯃꯑꯣꯡ ꯃꯇꯧꯗ ꯑꯍꯣꯡꯕ ꯄꯨꯔꯛꯂꯦ꯫ ꯃꯔꯨꯑꯣꯏꯕ ꯑꯍꯣꯡꯕ ꯑꯃꯗꯤ ꯍꯥꯟꯅꯗꯒꯤ ꯍꯦꯟꯅ ꯂꯥꯏꯕ ꯑꯃꯁꯨꯡ ꯁꯤꯖꯤꯟꯅꯕ ꯌꯥꯕ ꯃꯤꯗꯤꯌꯥ ꯁꯤꯖꯤꯟꯅꯕꯅꯤ꯫ ꯅꯦꯠꯐ꯭ꯂꯤꯛꯁ, ꯑꯦꯃꯥꯖꯣꯟ ꯄ꯭ꯔꯥꯏꯝ, ꯁ꯭ꯄꯣꯇꯤꯐꯥꯏ, ꯑꯃꯁꯨꯡ ꯗꯤꯖꯅꯤ ꯄ꯭ꯂꯍꯒꯨꯝꯕ ꯁ꯭ꯇꯔꯤꯃꯤꯡ ꯁꯔꯚꯤꯁꯁꯤꯡ ꯊꯣꯔꯛꯄꯅ ꯃꯔꯝ ꯑꯣꯏꯗꯨꯅ ꯃꯤꯌꯥꯝꯅ ꯃꯈꯣꯏꯅ ꯂꯩꯔꯤꯕ ꯃꯐꯝ ꯑꯃꯗ ꯑꯃꯁꯨꯡ ꯄꯥꯝꯂꯤꯕ ꯃꯇꯝꯗ ꯐꯤꯂꯝ, ꯇ‌ꯦꯂꯤꯚꯤꯖꯟ ꯁ꯭ꯃꯥꯔꯠꯐꯣꯟ ꯑꯃꯁꯨꯡ ꯇꯦꯕꯜ ꯍꯦꯟꯒꯠꯂꯛꯄꯅ ꯑꯦꯟꯇꯥꯔꯇꯦꯟꯃꯦꯟꯠ ꯏꯟꯗꯁ꯭ꯇꯔꯤꯗꯁꯨ ꯏꯊꯤꯜ ꯄꯤꯔꯦ, ꯃꯁꯤꯅ ꯌꯨꯖꯔꯁꯤꯡꯅ ꯆꯠꯂꯤꯉꯩꯗ ꯃꯤꯗꯤꯌꯥꯒꯤ ꯑꯦꯛꯁꯄꯔꯤꯌꯦꯟꯁ ꯐꯪꯍꯜꯂꯦ ꯑꯗꯨꯒ ꯁꯣꯁꯤꯑꯦꯜ ꯃꯤꯗꯤꯌꯥ ꯑꯃꯁꯨꯡ ꯏꯟꯇꯔꯅꯦꯠꯅ ꯑꯅꯧꯕ ꯃꯑꯣꯡꯒꯤ ꯑꯦꯟꯇꯥꯔꯇꯦꯟꯃꯦꯟꯀꯤ ꯃꯑꯣꯡꯁꯤꯡ, ꯍꯥꯏꯕꯗꯤ ꯚꯥꯏꯔꯜ ꯚꯤꯗꯤꯑꯣ, ꯃꯤꯝ ꯑꯃꯁꯨꯡ ꯑꯣꯟꯂꯥꯏꯟ ꯒꯦꯃꯤꯡꯒꯤ ꯊꯧꯑꯣꯡꯁꯤꯡ ꯄꯣꯛꯍꯜꯂꯦ꯫ ꯃꯁꯤꯒꯤ ꯃꯊꯛꯇ ꯇꯦꯛꯅꯣꯂꯣꯖꯤꯅ ꯀꯟꯇꯦꯟ ꯄꯨꯊꯣꯛꯄꯒꯤ ꯃꯑꯣꯡꯗꯁꯨ ꯑꯍꯣꯡꯕ ꯑꯃ ꯄꯨꯔꯛꯂꯦ꯫ ꯐꯤꯂꯝ ꯑꯃꯁꯨꯡ ꯇ‌ꯦꯂꯤꯚꯤꯖꯟꯗ ꯀꯝꯄ꯭ꯌꯨꯇꯔ ꯖꯦꯅꯦꯔꯦꯇꯦꯗ ꯏꯃꯦꯖꯔꯤ ꯑꯃꯁꯨꯡ ꯑꯇꯣꯞꯄ ꯗꯤꯖꯤꯇꯦꯜ ꯇꯦꯛꯅꯣꯂꯣꯖꯤꯁꯤꯡ ꯁꯤꯖꯤꯟꯅꯕꯅ ꯐꯤꯂꯝ ꯃꯦꯀꯔꯁꯤꯡꯒꯤ ꯀ꯭ꯔꯤꯌꯦꯇꯤꯕ ꯑꯣꯏꯊꯣꯛꯄ ꯌꯥꯕꯁꯤꯡ ꯄꯥꯛꯊꯣꯛ ꯆꯥꯎꯊꯣꯛꯍꯜꯂꯦ ꯑꯃꯁꯨꯡ ꯁ꯭ꯄꯦꯁꯤꯑꯦꯜ ꯏꯐꯦꯛꯁꯤꯡ ꯑꯁꯤ ꯍꯥꯟꯅꯗꯒꯤ ꯍꯦꯟꯅ ꯆꯥꯎꯈꯠꯄ ꯑꯃꯁꯨꯡ ꯔꯤꯑꯦꯂꯤꯁ꯭ꯇꯤꯛ ꯑꯣꯏꯔꯦ꯫ ꯚꯤꯗꯤꯑꯣ ꯒꯦꯝꯁꯤꯡꯅꯁꯨ ꯑꯍꯣꯡꯕꯁꯤꯡ ꯑꯁꯤꯗꯒꯤ ꯀꯥꯟꯅꯕ ꯐꯪꯂꯦ, ꯃꯁꯤꯅ ꯍꯦꯟꯅ ꯏꯃꯔꯁꯤꯕ ꯒꯦꯃꯤꯡ ꯑꯦꯛꯁꯄꯤꯔꯤꯑꯦꯟꯁꯁꯤꯡ ꯄꯤꯅꯕꯒꯤꯗꯃꯛ ꯒ꯭ꯔꯥꯐꯤꯛꯁ, ꯒꯦꯝꯄ꯭ꯂꯦ ꯃꯦꯀꯥꯅꯤꯛꯁ ꯑꯃꯁꯨꯡ ꯚꯔꯆꯨꯑꯦꯜ ꯔꯤꯌꯦꯂꯤꯇꯤ ꯇꯦꯛꯅꯣꯂꯣꯖꯤ ꯑꯁꯤ ꯌꯥꯝꯅ ꯊꯨꯅ ꯆꯥꯎꯈꯠꯂꯛꯂꯤ꯫ ꯑꯄꯨꯟꯕ ꯑꯣꯏꯅ ꯇꯦꯛꯅꯣꯂꯣꯖꯤꯒꯤ ꯑꯍꯣꯡꯕ ꯑꯁꯤꯅ ꯑꯦꯟꯇꯔꯇꯦꯟꯃꯦꯟ ꯏꯟꯗꯁ꯭ꯇꯔꯤꯗ ꯌꯥꯝꯅ ꯆꯥꯎꯅ ꯏꯊꯤꯜ ꯄꯤꯔꯦ, ꯃꯁꯤꯅ ꯃꯤꯗꯤꯌꯥ ꯁꯦꯝꯒꯠꯄ, ꯁꯤꯖꯤꯟꯅꯕ ꯑꯃꯁꯨꯡ ꯌꯦꯟꯊꯣꯛꯄꯒꯤ ꯑꯅꯧꯕ ꯄꯥꯝꯕꯩꯁꯤꯡ ꯄꯤꯔꯤ꯫ ꯈꯣꯡꯖꯦꯜ ꯌꯥꯡꯅ ꯑꯍꯣꯡꯕꯥ ꯂꯥꯛꯂꯤꯕ ꯑꯁꯤꯅ ꯃꯁꯥꯒꯤ ꯑꯣꯏꯕ ꯁꯤꯡꯅꯕ ꯀꯌꯥ ꯑꯃꯁꯨ ꯄꯨꯔꯛꯄꯒ ꯂꯣꯏꯅꯅ ꯅꯨꯡꯉꯥꯏꯕ ꯐꯣꯡꯗꯣꯛꯄꯒꯤ ꯇꯨꯡꯗ ꯀꯔꯤ ꯑꯣꯏꯔꯛꯄ ꯌꯥꯕꯒꯦ ꯍꯥꯏꯕꯗꯨ ꯈꯟꯊꯕ ꯑꯁꯤ ꯅꯨꯡꯉꯥꯏꯕ ꯑꯃꯅꯤ꯫